ꯔꯦꯕꯤꯖ ꯂꯩꯅꯥ ꯅꯥꯔꯤꯕ ꯍꯨꯢ ꯖꯨꯅꯣꯁꯤꯁ (ꯄ꯭ꯂꯨꯔꯦꯜ ꯖꯨꯅꯣꯁꯤꯁ, ꯅꯠꯇ꯭ꯔꯒ ꯖꯨꯅꯣꯇꯤꯛ ꯂꯩꯅꯥꯁꯤꯡ) ꯍꯥꯏꯕꯁꯤ ꯁꯥ ꯑꯃꯗꯒꯤ (ꯃꯍꯧꯁꯥꯅ ꯚꯦꯔꯇꯦꯕ꯭ꯔꯦꯠ ꯑꯃ) ꯃꯤꯑꯣꯏ ꯑꯃꯗ ꯂꯥꯟꯗꯥꯕ ꯄꯦꯊꯣꯖꯦꯟ ꯑꯃꯅ ꯕꯦꯛꯇꯦꯔꯤꯌꯥ, ꯚꯥꯏꯔꯁ, ꯄꯦꯔꯥꯁꯥꯏꯠ ꯅꯠꯇ꯭ꯔꯒ ꯄ꯭ꯔꯥꯏꯑꯣꯟꯒꯨꯝꯕꯥ ꯏꯟꯐꯦꯛꯁꯟ ꯊꯣꯛꯍꯟꯕ ꯑꯦꯖꯦꯟ ꯑꯃꯅ ꯊꯣꯛꯍꯟꯕ ꯂꯩꯅꯥ ꯑꯃꯅꯤ꯫ ꯃꯍꯧꯁꯥꯅꯥ, ꯑꯍꯥꯟꯕ ꯏꯟꯐꯦꯛꯁꯟ ꯂꯩꯔꯕ ꯃꯤꯑꯣꯏ ꯑꯗꯨꯅ ꯏꯟꯐꯦꯛꯁꯟ ꯊꯣꯛꯍꯟꯕ ꯑꯦꯖꯦꯟ ꯑꯗꯨ ꯌꯥꯝꯗ꯭ꯔꯕꯗ ꯑꯇꯣꯞꯄꯥ ꯃꯤꯑꯣꯏ ꯑꯃꯗ ꯂꯧꯊꯣꯛꯏ, ꯃꯗꯨꯅ ꯥ ꯃꯔꯝ ꯑꯣꯏꯗꯨꯅ ꯑꯇꯣꯞꯄꯁꯤꯡꯗ ꯏꯟꯐꯦꯛ ꯇꯧꯏ꯫ ꯏꯕꯣꯂꯥ ꯚꯥꯏꯔꯁ ꯂꯩꯅꯥ ꯑꯃꯁꯨꯡ ꯁꯥꯜꯃꯣꯅꯦꯂꯣꯁꯤꯁꯒꯨꯝꯕ ꯑꯆꯧꯕꯥ ꯃꯣꯗ꯭ꯔꯟ ꯂꯩꯅꯥꯁꯤꯡ ꯑꯁꯤ ꯖꯨꯅꯣꯁꯤꯁꯅꯤ꯫ ꯑꯁꯤ ꯀꯨꯟꯁꯨꯕꯥ ꯆꯍꯤꯆꯥꯒꯤ ꯑꯍꯥꯟꯕ ꯁꯔꯨꯛꯇꯥ ꯃꯤꯑꯣꯏꯕꯗ ꯁꯟꯗꯣꯛꯄ ꯖꯨꯅꯣꯇꯤꯛ ꯂꯩꯅꯥ ꯑꯃꯅꯤ, ꯑꯗꯨꯕꯨ ꯍꯧꯖꯤꯛꯇꯤ ꯃꯁꯤ ꯃꯤꯑꯣꯏꯕꯈꯛꯇꯒꯤ ꯑꯣꯏꯕ ꯇꯣꯉꯥꯟꯕ ꯂꯩꯅꯥ ꯑꯃꯗ ꯍꯣꯡꯂꯛꯂꯦ꯫ ꯃꯤꯑꯣꯏꯕꯗ ꯁꯣꯛꯍꯜꯂꯤꯕ ꯏꯟꯐ꯭ꯂꯨꯑꯦꯟꯖꯥꯒꯤ ꯑꯌꯥꯝꯕ ꯏꯁꯇ꯭ꯔꯦꯟꯁꯤꯡꯗꯤ ꯃꯤꯑꯣꯏꯕꯒꯤ ꯂꯩꯅꯥꯅꯤ, ꯑꯗꯨꯕꯨ ꯕꯥꯔꯠ ꯐ꯭ꯂꯨ ꯑꯃꯁꯨꯡ ꯁ꯭ꯋꯥꯏꯟ ꯐ꯭ꯂꯨꯒꯤ ꯏꯁꯇ꯭ꯔꯦꯟ ꯀꯌꯥꯗꯤ ꯖꯨꯅꯣꯁꯤꯁ ꯑꯣꯏꯔꯕꯁꯨ ꯚꯥꯏꯔꯁꯁꯤꯡ ꯑꯁꯤ ꯃꯇꯝ ꯃꯇꯝꯒꯤ ꯑꯣꯏꯅ ꯃꯤꯑꯣꯏꯕꯒꯤ ꯐ꯭ꯂꯨꯒꯤ ꯏꯁꯇ꯭ꯔꯦꯟꯁꯤꯡꯒ ꯑꯃꯨꯛ ꯍꯟꯅꯥ ꯄꯨꯟꯁꯤꯜꯂꯛꯏ ꯑꯃꯁꯨꯡ ꯃꯁꯤꯅꯥ ꯂꯤꯁꯤꯡ ꯑꯃꯒꯥ ꯆꯃꯥꯄꯜ ꯇꯔꯥꯅꯤꯄꯥꯜꯒꯤ ꯁ꯭ꯄꯦꯅꯤꯁ ꯐ꯭ꯂꯨ ꯅꯠꯇ꯭ꯔꯒ ꯂꯤꯁꯤꯡ ꯑꯅꯤꯒꯥ ꯁꯨꯞꯅꯥ ꯃꯥꯄꯜꯒꯤ ꯁ꯭ꯋꯥꯏꯟ ꯐ꯭ꯂꯨꯒꯨꯝꯕꯥ ꯂꯥꯏꯆꯠꯁꯤꯡ ꯊꯣꯛꯍꯟꯕ ꯌꯥꯏ꯫ ꯇꯦꯅꯤꯌꯥ ꯁꯣꯂꯤꯌꯝ ꯏꯟꯐꯦꯛꯁꯟ ꯑꯁꯤ ꯄꯦꯟꯗꯦꯃꯤꯛ ꯔꯤꯛꯁꯁꯤꯡꯗꯥ ꯃꯤꯌꯥꯝꯒꯤ ꯍꯛꯁꯦꯜ ꯑꯃꯁꯨꯡ ꯚꯦꯇꯦꯔꯤꯅꯥꯔꯤꯒꯤ ꯃꯇꯥꯡꯗ ꯋꯥꯈꯜ ꯇꯥꯗꯕ ꯇ꯭ꯔꯣꯄꯤꯀꯦꯜ ꯂꯩꯅꯥꯁꯤꯡꯒꯤ ꯃꯅꯨꯡꯗ ꯑꯃꯅꯤ꯫ ꯃꯤꯑꯣꯏꯕꯒꯤ ꯂꯩꯅꯥ ꯑꯌꯥꯝꯕꯗꯤ ꯁꯥ-ꯁꯟꯁꯤꯡꯗꯒꯤ ꯍꯧꯔꯛꯄꯅꯤ,ꯑꯗꯨꯝ ꯑꯣꯏꯅꯃꯛ ꯔꯦꯕꯤꯖꯒꯨꯝꯕꯥ ꯃꯤꯑꯣꯏꯕꯅ ꯃꯤꯑꯣꯏꯕꯗ ꯇ꯭ꯔꯥꯟꯁꯃꯤꯁꯟ ꯇꯧꯗꯕꯥ ꯂꯩꯅꯥꯁꯤꯡꯈꯛꯇꯕꯨ ꯗꯥꯏꯔꯦꯛ ꯖꯨꯅꯣꯁꯤꯁ ꯍꯥꯏꯅ ꯂꯧꯅꯩ꯫ ꯖꯨꯅꯣꯁꯁꯤꯡꯗꯥ ꯇ꯭ꯔꯥꯟꯁꯃꯤꯁꯟꯒꯤ ꯇꯣꯉꯥꯟ-ꯇꯣꯉꯥꯟꯕ ꯃꯑꯣꯡꯁꯤꯡ ꯂꯩ꯫ ꯗꯥꯏꯔꯦꯛ ꯖꯨꯅꯣꯁꯤꯁꯇꯥ ꯂꯩꯅꯥ ꯑꯁꯤ ꯁꯥꯁꯤꯡꯗꯒꯤ ꯃꯤꯑꯣꯏꯕꯗ ꯍꯛꯊꯦꯡꯅꯅꯥ ꯑꯦꯌꯔ (ꯏꯅꯐ꯭ꯂꯨꯑꯦꯟꯖꯥ) ꯅꯠꯇ꯭ꯔꯒ ꯁꯣꯛ-ꯄꯟꯕꯥ ꯑꯃꯁꯨꯡ ꯁꯦꯂꯤꯚꯥ (ꯔꯦꯕꯤꯖ)ꯒꯤ ꯈꯨꯠꯊꯥꯡꯗ ꯁꯟꯗꯣꯛꯏ꯫ ꯃꯁꯤꯒꯤ ꯑꯣꯟꯅ-ꯇꯩꯅꯕꯗꯥ, ꯇ꯭ꯔꯥꯟꯁꯃꯤꯁꯟ ꯑꯁꯤ ꯏꯟꯇꯔꯃꯤꯗꯤꯑꯦꯠ ꯁ꯭ꯄꯦꯁꯤꯁ (ꯚꯦꯛꯇꯔ ꯑꯃ ꯍꯥꯏꯅ ꯈꯪꯅꯕ) ꯑꯃꯒꯤ ꯈꯨꯠꯊꯥꯡꯗꯁꯨ ꯊꯣꯛꯄ ꯌꯥꯏ, ꯃꯈꯣꯏꯅ ꯂꯩꯅꯥ ꯑꯁꯤꯒꯤ ꯄꯦꯊꯣꯖꯦꯟ ꯑꯁꯤ ꯑꯅꯥꯕ ꯂꯩꯇꯅꯥ ꯄꯨꯗꯨꯅꯥ ꯆꯠꯂꯤ꯫ ꯃꯤꯑꯣꯏꯕꯅ ꯁꯥꯁꯤꯡꯗ ꯏꯟꯐꯦꯛ ꯇꯧꯕ ꯃꯇꯝꯗ, ꯃꯁꯤꯕꯨ ꯔꯤꯚꯔꯁ ꯖꯨꯅꯣꯁꯤꯁ ꯅꯠꯇ꯭ꯔꯒ ꯑꯦꯟꯊ꯭ꯔꯣꯄꯣꯅꯣꯁꯤꯁ ꯍꯥꯏꯅ ꯀꯧꯏ꯫